ꯀꯅꯥꯒꯨꯝꯕꯥ ꯑꯃꯅꯥ ꯃꯇꯧ ꯀꯔꯝꯅꯥ ꯂꯦꯞꯄ ꯂꯩꯇꯅ ꯆꯠꯄꯒꯤ ꯍꯩꯅꯕꯤ ꯑꯗꯨ ꯊꯨꯒꯥꯏꯒꯅꯤ? ꯂꯦꯡ-ꯑꯣꯠꯄꯒꯤ ꯍꯩꯅꯕꯤ ꯊꯨꯒꯥꯏꯕ ꯍꯥꯏꯕꯁꯤ ꯁꯤꯡꯅꯕ ꯑꯃꯥ ꯑꯣꯏꯕ ꯌꯥꯏ, ꯑꯗꯨꯕꯨ ꯀꯅꯥꯒꯨꯝꯕ ꯑꯃꯅꯥ ꯃꯁꯤꯕꯨ ꯂꯥꯛꯁꯤꯟꯕꯗ ꯃꯇꯦꯡ ꯄꯥꯡꯅꯕ ꯈꯣꯡꯊꯥꯡ ꯈꯔꯗꯤ ꯃꯈꯥꯗꯥ ꯄꯤꯔꯤ: ꯂꯦꯞꯄꯥ ꯂꯩꯇꯅ ꯍꯣꯠꯅꯕꯒꯤ ꯃꯔꯝꯁꯤꯡ ꯈꯪꯗꯣꯛꯎ: ꯑꯌꯥꯝꯕ ꯃꯇꯝꯗ ꯃꯤꯑꯣꯏꯕꯅ ꯋꯥꯈꯜ ꯋꯥꯕ, ꯋꯥꯈꯜ ꯅꯨꯡꯉꯥꯏꯇꯕ ꯅꯠꯇꯔꯒ ꯃꯥꯏꯄꯥꯛꯄ ꯉꯝꯗꯕꯒꯤ ꯑꯀꯤꯕ ꯂꯩꯕꯅ ꯊꯦꯡꯊꯕꯥ ꯌꯥꯏ꯫ ꯃꯔꯨꯑꯣꯏꯕ ꯃꯔꯝ ꯑꯗꯨ ꯈꯪꯗꯣꯛꯄꯅꯥ ꯀꯅꯥꯒꯨꯝꯕ ꯑꯃꯕꯨ ꯃꯈꯥꯒꯤ ꯋꯥꯐꯝꯁꯤꯡ ꯑꯁꯤ ꯀꯣꯛꯍꯟꯕꯗ ꯃꯇꯦꯡ ꯄꯥꯡꯕ ꯉꯝꯒꯅꯤ꯫ ꯇꯁꯦꯡꯕꯥ ꯄꯥꯟꯗꯝꯁꯤꯡ ꯊꯝꯕ: ꯑꯆꯧꯕ ꯊꯕꯛꯁꯤꯡ ꯑꯗꯨ ꯑꯄꯤꯛꯄ, ꯃꯦꯅꯦꯖ ꯇꯧꯕ ꯌꯥꯕꯥ ꯊꯕꯛꯁꯤꯡꯗ ꯈꯥꯏꯗꯣꯛꯄꯥ ꯑꯃꯁꯨꯡ ꯐꯪꯕ ꯌꯥꯕ ꯑꯔꯣꯏꯕ ꯃꯇꯝ ꯂꯦꯞꯊꯣꯛꯄꯥ꯫ ꯃꯁꯤꯅ ꯀꯅꯥꯒꯨꯝꯕ ꯑꯃꯕꯨ ꯋꯥꯈꯜ ꯅꯨꯡꯉꯥꯏꯇꯕ ꯑꯃꯁꯨꯡ ꯊꯕꯛ ꯍꯧꯕꯒꯤ ꯆꯥꯡ ꯍꯦꯟꯒꯠꯂꯛꯄꯥ ꯊꯤꯡꯒꯅꯤ꯫ ꯑꯐꯕꯥ ꯊꯕꯛꯀꯤ ꯑꯀꯣꯏꯔꯣꯟ ꯑꯃꯥ ꯁꯦꯝꯕ: ꯃꯤꯠꯌꯦꯡ ꯆꯪꯗꯕ ꯌꯥꯗꯕ ꯑꯃꯁꯨꯡ ꯑꯣꯔꯒꯥꯅꯥꯏꯖ ꯇꯧꯔꯕ ꯋꯥꯔꯛꯁ꯭ꯄꯦꯁ ꯑꯃꯅ ꯄꯣꯠꯊꯣꯛ ꯍꯦꯟꯒꯠꯍꯟꯕꯗꯥ ꯃꯇꯦꯡ ꯄꯥꯡꯒꯅꯤ꯫ ꯇꯥꯏꯃꯔ ꯑꯃꯥ ꯁꯤꯖꯤꯟꯅꯧ: ꯑꯀꯛꯅꯕꯥ ꯃꯇꯝ ꯑꯃꯒꯤꯗꯃꯛ ꯇꯥꯏꯃꯔ ꯑꯃꯥ ꯁꯦꯠ ꯇꯧ ꯑꯃꯁꯨꯡ ꯃꯇꯝ ꯑꯗꯨꯒꯤꯗꯃꯛ ꯊꯕꯛ ꯇꯧꯅꯕꯥ ꯀꯃꯤꯠ ꯇꯧ꯫ ꯃꯇꯝ ꯑꯗꯨ ꯂꯣꯏꯔꯕ ꯃꯇꯨꯡꯗ, ꯑꯇꯦꯟꯕ ꯃꯇꯝꯒꯤ ꯕ꯭ꯔꯦꯛ ꯑꯃꯥ ꯂꯧ ꯑꯃꯁꯨꯡ ꯊꯧꯑꯣꯡ ꯑꯗꯨ ꯍꯟꯖꯤꯟ ꯍꯟꯖꯤꯟ ꯇꯧ꯫ ꯄꯨꯛꯅꯤꯡ ꯍꯨꯔꯕ ꯋꯥꯐꯝꯁꯤꯡ ꯃꯨꯠꯊꯠꯄꯥ: ꯁꯣꯁꯤꯌꯦꯜ ꯃꯤꯗꯤꯌꯥ ꯅꯠꯇꯔꯒ ꯇ‌ꯦꯂꯤꯚꯤꯖꯟ ꯀꯅꯥꯒꯨꯝꯕ ꯑꯃꯅ ꯋꯥꯈꯜ ꯋꯥꯕ ꯍꯟꯊꯍꯟꯕꯗ ꯅꯠꯇꯔꯒ ꯕ꯭ꯂꯣꯛ ꯇꯧꯕꯗ ꯃꯇꯦꯡ ꯄꯥꯡꯂꯤꯕ ꯈꯨꯠꯂꯥꯏꯁꯤꯡ ꯅꯠꯇꯔꯒ ꯑꯦꯞꯁꯤꯡ ꯁꯤꯖꯤꯟꯅꯅꯕ ꯍꯣꯠꯅꯕꯁꯨ ꯌꯥꯏ꯫ ꯅꯍꯥꯛꯀꯤ ꯏꯁꯥꯕꯨ ꯑꯦꯀꯥꯎꯟꯇꯦꯕꯜ ꯑꯣꯏꯅ ꯊꯝꯃꯨ: ꯅꯍꯥꯛꯀꯤ ꯄꯥꯟꯗꯝꯁꯤꯡ ꯑꯗꯨ ꯅꯍꯥꯛꯄꯨ ꯑꯦꯀꯥꯎꯟꯇꯦꯕꯜ ꯑꯣꯏꯅ ꯊꯝꯕꯗꯥ ꯃꯇꯦꯡ ꯄꯥꯡꯕ ꯉꯝꯕꯥ ꯅꯠꯇꯔꯒ ꯅꯍꯥꯛꯀꯤ ꯄ꯭ꯔꯣꯒ꯭ꯔꯦꯁ ꯑꯗꯨ ꯖꯔꯅꯦꯜ ꯑꯃꯗꯥ ꯇ꯭ꯔꯦꯛ ꯇꯧꯕꯥ ꯉꯝꯕ ꯃꯤꯑꯣꯏ ꯑꯃꯗ ꯁꯦꯌꯔ ꯇꯧꯕꯤꯌꯨ꯫ ꯃꯣꯇꯤꯕꯦꯠ ꯇꯧꯗꯨꯅ ꯂꯩꯅꯕ ꯑꯄꯤꯛꯄ ꯃꯥꯏꯄꯥꯛꯄꯁꯤꯡ ꯅꯤꯡꯁꯤꯡꯕꯤꯌꯨ꯫ ꯅꯍꯥꯛꯀꯤ ꯋꯥꯈꯜꯂꯣꯟ ꯍꯣꯡꯗꯣꯛꯎ: ꯊꯕꯛ ꯑꯃꯥ ꯃꯄꯨꯡ ꯐꯥꯗꯕꯒꯤ ꯅꯦꯒꯦꯇꯤꯚ ꯑꯣꯏꯕ ꯐꯜꯁꯤꯡꯗ ꯃꯤꯠꯌꯦꯡ ꯊꯝꯕꯒꯤ ꯃꯍꯨꯠꯇ, ꯊꯕꯛ ꯑꯃꯥ ꯄꯥꯡꯊꯣꯛꯄꯗ ꯀꯥꯟꯅꯕ ꯑꯃꯁꯨꯡ ꯅꯨꯡꯉꯥꯏꯕ ꯑꯗꯨꯗ ꯃꯤꯠꯌꯦꯡ ꯊꯝꯃꯨ꯫ ꯂꯦꯞꯄ ꯂꯩꯇꯅꯥ ꯍꯣꯠꯅꯕꯒꯤ ꯍꯩꯅꯕꯤ ꯑꯁꯤ ꯊꯨꯒꯥꯏꯕꯗ ꯃꯇꯝ ꯑꯃꯁꯨꯡ ꯍꯣꯠꯅꯕꯥ ꯆꯪꯏ, ꯑꯗꯨꯕꯨ ꯂꯦꯞꯄꯥ ꯂꯩꯇꯅꯥ ꯍꯣꯠꯅꯕꯅ ꯃꯁꯤꯕꯨ ꯃꯥꯏꯊꯤꯕꯥ ꯄꯤꯕꯥ ꯉꯝꯒꯅꯤ꯫